ꯌꯨꯅꯥꯏꯇꯦꯗ ꯁ꯭ꯇꯦꯇꯁꯀꯤ ꯁꯕꯃꯦꯔꯤꯟꯁꯤꯡ ꯑꯃꯁꯨꯡ ꯄ꯭ꯂꯦꯟꯁꯤꯡꯅ ꯃꯈꯣꯏꯒꯤ ꯑꯦꯇꯦꯛꯇꯁꯤꯡ ꯃꯈꯥ ꯆꯠꯊꯈꯤ, ꯑꯍꯦꯟꯕ ꯀ꯭ꯔꯨꯏꯖꯔ ꯑꯃ ꯏꯁꯤꯡꯗ ꯆꯦꯟꯊꯈꯤ ꯑꯃꯁꯨꯡ ꯑꯇꯣꯞꯄ ꯖꯍꯥꯖꯁꯤꯡꯗ ꯑꯃꯥꯡ ꯑꯇꯥ ꯊꯣꯛꯍꯟꯈꯤ꯫ ꯂꯥꯟ ꯑꯁꯤ ꯌꯨꯅꯥꯏꯇꯦꯗ ꯁ꯭ꯇꯦꯇꯁꯀꯤꯗꯃꯛ ꯌꯥꯝꯅ ꯅꯨꯡꯉꯥꯏꯕ ꯃꯥꯏꯄꯥꯛꯄ ꯑꯃ ꯑꯣꯏꯈꯤ, ꯃꯗꯨꯗ ꯖꯄꯥꯅꯤꯖꯒ ꯆꯥꯡꯗꯝꯅꯕꯗ ꯌꯥꯝꯅ ꯅꯦꯝꯕ ꯑꯃꯥꯡ ꯑꯇꯥ ꯊꯣꯛꯈꯤ꯫ ꯃꯁꯤꯅ ꯖꯄꯥꯟꯕꯨ ꯃꯤꯗꯋꯦꯌꯔꯕꯨ ꯂꯧꯁꯤꯟꯕꯗ ꯊꯤꯡꯕꯇ ꯅꯠꯇꯅ ꯃꯈꯣꯏꯒꯤ ꯅꯦꯚꯤꯒꯤ ꯁꯛꯇꯤꯁꯨ ꯃꯁꯛ ꯊꯣꯛꯅ ꯁꯣꯛꯍꯟꯈꯤ ꯑꯃꯁꯨꯡ ꯄꯦꯁꯤꯐꯤꯛ ꯂꯃꯗꯝꯗ ꯂꯩꯔꯤꯕ ꯁꯛꯇꯤꯒꯤ ꯕꯦꯂꯦꯟꯁ ꯑꯗꯨ ꯌꯨꯅꯥꯏꯇꯦꯗ ꯁ꯭ꯇꯦꯇꯁ ꯃꯁꯤ ꯈꯔꯅꯥꯥ ꯅꯦꯚꯤꯒꯤ ꯂꯥꯟꯒꯤ ꯄꯨꯋꯥꯔꯤꯗ ꯈ꯭ꯋꯥꯏꯗꯒꯤ ꯊꯣꯏꯗꯣꯛꯄ ꯑꯃꯁꯨꯡ ꯋꯥꯔꯦꯞ ꯂꯧꯕ ꯉꯝꯕ ꯈꯣꯡꯊꯥꯡꯅꯤ ꯍꯥꯏꯅ ꯂꯧꯅꯩ꯫ ꯄꯤꯔꯤꯕ ꯇꯦꯛꯁ ꯑꯗꯨ ꯑꯆꯨꯝꯕ ꯋꯥꯍꯩ ꯄꯔꯦꯡ ꯑꯗꯨꯒ ꯂꯣꯏꯅꯅ ꯃꯄꯨꯡ ꯐꯥꯍꯟꯒꯗꯕꯅꯤ꯫ ꯃꯦꯌꯔꯅꯥ ꯑꯅꯧꯕ ꯊꯧꯔꯥꯡ ꯑꯃ ꯄꯨꯊꯣꯛꯈꯤ ꯃꯗꯨꯗꯤ ꯃꯁꯤꯅ ꯃꯦꯌꯔꯅꯥ ꯑꯅꯧꯕ ꯊꯧꯔꯥꯡ ꯑꯃ ꯄꯨꯊꯣꯛꯈꯤ ꯃꯗꯨꯅ ꯁꯍꯔ ꯑꯁꯤꯒꯤ ꯏꯟꯐ꯭ꯔꯥꯁ꯭ꯇꯔꯛꯆꯔ ꯐꯒꯠꯍꯟꯒꯅꯤ ꯑꯃꯁꯨꯡ ꯃꯤꯌꯥꯝꯒꯤ ꯆꯠꯊꯣꯛ-ꯆꯠꯁꯤꯟ ꯑꯃꯁꯨꯡ ꯇ꯭ꯔꯥꯐꯤꯛ ꯀꯟꯖꯦꯁꯟꯒ ꯃꯔꯤ ꯂꯩꯅꯕ ꯋꯥꯐꯝꯁꯤꯡ ꯀꯣꯛꯍꯟꯒꯅꯤ꯫ ꯁ꯭ꯇꯔꯣꯛꯀꯤ ꯔꯤꯁ꯭ꯛ ꯑꯁꯤ ꯀꯔꯤꯅ ꯍꯟꯊꯍꯟꯕꯒꯦ? ꯁ꯭ꯇꯔꯣꯛꯀꯤ ꯔꯤꯁ꯭ꯛ ꯍꯟꯊꯍꯟꯅꯕ ꯂꯧꯈꯠꯄ ꯌꯥꯕ ꯈꯣꯡꯊꯥꯡ ꯀꯌꯥ ꯂꯩ, ꯃꯈꯣꯏ ꯑꯗꯨꯗꯤ - ꯍꯥꯏ ꯕ꯭꯭ꯂꯗ ꯄ꯭ꯔꯦꯁꯔ ꯀꯟꯇꯔꯣꯜ ꯇꯧꯕꯥ‌ ,ꯍꯥꯏ ꯕ꯭꯭ꯂꯗ ꯄ꯭ꯔꯦꯁꯔ ꯑꯁꯤ ꯁ꯭ꯇꯔꯣꯛꯀꯤ ꯃꯔꯨꯑꯣꯏꯕ ꯔꯤꯁ꯭ꯛ ꯐꯦꯛꯇꯔꯁꯤꯡꯒꯤ ꯃꯅꯨꯡꯗ ꯑꯃꯅꯤ꯫ ꯕ꯭ꯂꯗ ꯄ꯭ꯔꯦꯁꯔ ꯀꯟꯇꯔꯣꯜ ꯇꯧꯅꯕ‌ ꯆꯥꯡ ꯅꯥꯏꯅ ꯆꯦꯛ-ꯑꯞ ꯇꯧꯕ ꯑꯃꯁꯨꯡ ꯃꯦꯗꯤꯀꯦꯜꯒꯤ ꯄꯥꯎꯇꯥꯛꯁꯤꯡ ꯉꯥꯛꯅ ꯆꯠꯄ ꯑꯁꯤ ꯌꯥꯝꯅ ꯃꯔꯨꯑꯣꯏ꯫ ꯍꯛꯁꯦꯜ ꯐꯕ ꯗꯥꯏꯠ ꯑꯃ ꯊꯝꯕ - ꯁꯦꯆꯨꯔꯦꯇꯦꯗ ꯐꯦꯠ, ꯀꯣꯂꯦꯁ꯭ꯇꯦꯔꯣꯜ ꯑꯃꯁꯨꯡ ꯁꯣꯜꯇ ꯌꯥꯝꯅ ꯌꯥꯎꯕ, ꯑꯗꯨꯕꯨ ꯃꯅꯥ-ꯃꯁꯤꯡ, ꯎꯍꯩ-ꯋꯥꯍꯩ, ꯍꯣꯜ ꯒ꯭ꯔꯦꯟ, ꯂꯦꯡ-ꯑꯣꯠꯄꯒꯤ ꯄ꯭ꯔꯣꯇꯤꯟ ꯑꯃꯁꯨꯡ ꯍꯛꯁꯦꯜ ꯐꯕꯥ ꯐꯦꯠꯁꯤꯡ ꯌꯥꯝꯅ ꯌꯥꯎꯕ ꯗꯥꯏꯠ ꯑꯃꯅ ꯁ꯭ꯇꯔꯣꯛꯀꯤ ꯔꯤꯁ꯭ꯛ ꯍꯟꯊꯍꯟꯕꯗꯥ ꯃꯇꯦꯡ ꯄꯥꯡꯏ꯫ ꯆꯥꯡ ꯅꯥꯏꯅ ꯁꯥꯖꯦꯜ ꯇꯧꯕ - ꯆꯥꯡ ꯅꯥꯏꯅ ꯍꯛꯆꯥꯡ ꯁꯥꯖꯦꯜ ꯇꯧꯕꯅ ꯕ꯭ꯂꯗ ꯄ꯭ꯔꯦꯁꯔ ꯍꯟꯊꯍꯟꯕꯗ ꯃꯇꯦꯡ ꯄꯥꯡꯏ, ꯑꯐꯕ ꯀꯣꯂꯦꯁ꯭ꯇꯦꯔꯣꯜꯒꯤ ꯆꯥꯡ ꯍꯦꯟꯒꯠꯍꯟꯕꯥꯡ ꯑꯃꯁꯨꯡ ꯍꯛꯆꯥꯡ ꯐꯅꯥ ꯂꯩꯕ ꯑꯔꯨꯝꯕ ꯊꯝꯕ ꯉꯝꯃꯤ, ꯃꯁꯤ ꯄꯨꯝꯅꯃꯛ ꯑꯁꯤꯅ ꯁ꯭ꯇꯔꯣꯛꯀꯤ ꯔꯤꯁ꯭ꯛ ꯍꯟꯊꯍꯟꯕ ꯉꯝꯃꯤ꯫ ꯃꯩꯈꯨ ꯊꯥꯗꯣꯛꯄꯥꯊꯤꯡꯕ - ꯃꯩꯈꯨ ꯁꯤꯖꯤꯟꯅꯕꯅ ꯁ꯭ꯇꯔꯣꯛꯀꯤ ꯔꯤꯁ꯭ꯛ ꯍꯦꯟꯒꯠꯍꯜꯂꯤ, ꯑꯃꯁꯨꯡ ꯃꯩꯈꯨ ꯊꯥꯗꯣꯛꯄꯅ ꯔꯤꯁ꯭ꯛ ꯑꯁꯤ ꯌꯥꯝꯅ ꯍꯟꯊꯍꯟꯕ ꯉꯝꯃꯤ꯫ ꯌꯨ ꯊꯛꯄ ꯂꯤꯃꯤꯠ ꯇꯧꯕ - ꯌꯨ ꯌꯥꯝꯅ ꯊꯛꯄꯅ ꯕ꯭ꯂꯗ ꯄ꯭ꯔꯦꯁꯔ ꯍꯦꯟꯒꯠꯍꯟꯕ ꯑꯃꯁꯨꯡ ꯁ꯭ꯇꯔꯣꯛꯀꯤ ꯔꯤꯁ꯭ꯛ ꯍꯦꯟꯒꯠꯍꯟꯕ ꯌꯥꯏ꯫ ꯌꯨ ꯊꯛꯄ ꯑꯁꯤ ꯃꯌꯥꯏ ꯑꯣꯏꯕ ꯂꯦꯚꯦꯜꯗ ꯂꯤꯃꯤꯠ ꯇꯧꯕꯅ ꯔꯤꯁ꯭ꯛ ꯍꯟꯊꯍꯟꯕꯗ ꯃꯇꯦꯡ ꯄꯥꯡꯏ꯫ ꯗꯥꯏꯑꯦꯕꯦꯇꯤꯖ ꯃꯦꯅꯦꯖ ꯇꯧꯕ - ꯕ꯭ꯂꯗ ꯁꯨꯒꯔꯒꯤ ꯆꯥꯡ ꯋꯥꯡꯕꯅ ꯕ꯭ꯂꯗ ꯚꯦꯁꯦꯜꯁꯤꯡꯗ ꯑꯃꯥꯡ-ꯑꯇꯥ ꯊꯣꯛꯍꯟꯕ‌ ꯌꯥꯏ ꯑꯃꯁꯨꯡ ꯁ꯭ꯇꯔꯣꯛꯀꯤ ꯔꯤꯁ꯭ꯛ ꯍꯦꯟꯒꯠꯍꯟꯕ ꯌꯥꯏ꯫ ꯍꯤꯗꯥꯛ-ꯂꯥꯡꯊꯛ, ꯗꯥꯏꯠ ꯑꯃꯁꯨꯡ ꯑꯦꯛꯁꯔꯁꯥꯏꯖꯒꯤ ꯈꯨꯠꯊꯥꯡꯗ ꯗꯥꯏꯑꯦꯕꯦꯇꯤꯖ ꯃꯦꯅꯦꯖ ꯇꯧꯕꯅ ꯔꯤꯁ꯭ꯛ ꯍꯟꯊꯍꯟꯕꯗ ꯃꯇꯦꯡ ꯄꯥꯡꯏ꯫ ꯑꯦꯇꯔꯤꯌꯥꯜ ꯐꯤꯕꯔ ꯂꯥꯌꯦꯡꯕ - ꯑꯦꯇꯔꯤꯌꯥꯜ ꯐꯤꯕꯔ ꯑꯁꯤ ꯁ꯭ꯇꯔꯣꯛꯀꯤ ꯔꯤꯁ꯭ꯛ ꯍꯦꯟꯒꯠꯍꯟꯕ ꯌꯥꯕ ꯍꯥꯔꯠꯀꯤ ꯈꯣꯡꯖꯦꯜ ꯌꯥꯡꯕ ꯃꯈꯜ ꯑꯃꯅꯤ꯫ ꯁ꯭ꯇꯔꯣꯛꯀꯤ ꯔꯤꯁ꯭ꯛ ꯍꯟꯊꯍꯟꯅꯕꯒꯤꯗꯃꯛ ꯀꯟꯗꯤꯁꯟ ꯑꯁꯤ ꯂꯥꯏꯌꯦꯡꯕ ꯍꯥꯏꯕꯁꯤ ꯌꯥꯝꯅ‌ ꯃꯔꯨꯑꯣꯏ꯫ ꯑꯄꯨꯟꯕ ꯑꯣꯏꯅ, ꯍꯛꯁꯦꯜ ꯐꯕꯥ ꯄꯨꯟꯁꯤ ꯃꯍꯤꯡ ꯑꯃ ꯍꯤꯡꯕꯅ ꯑꯃꯁꯨꯡ ꯃꯈꯥꯗ ꯄꯤꯔꯤꯕ ꯃꯦꯗꯤꯀꯦꯜ ꯀꯟꯗꯤꯁꯟ ꯑꯃꯍꯦꯛꯇꯕꯨ ꯃꯦꯅꯦꯖ ꯇꯧꯕꯅ ꯁ꯭ꯇꯔꯣꯛꯀꯤ ꯔꯤꯁ꯭ꯛ ꯍꯟꯊꯍꯟꯕꯗ‌ ꯃꯇꯦꯡ ꯄꯥꯡꯏ꯫